ꯃꯈꯥꯒꯤ ꯋꯥꯔꯤ ꯑꯁꯤꯗ ꯄꯔꯁꯣꯅꯤꯐꯤꯀꯦꯁꯟꯒꯤ ꯈꯨꯗꯝ ꯑꯃꯥ ꯊꯤꯕꯤꯌꯨ꯫ ꯅꯨꯡꯁꯤꯠꯅ ꯍꯨꯔꯥꯟꯈꯤ ꯑꯃꯁꯨꯡ ꯎꯁꯤꯡ ꯑꯗꯨꯕꯨ ꯃꯈꯣꯏꯒꯤ ꯑꯄꯥꯝꯕꯗ ꯅꯣꯛꯅꯍꯟꯈꯤ꯫ ꯁꯥꯈꯥꯁꯤꯡꯅꯥ ꯃꯇꯦꯡ ꯄꯥꯡꯅꯕ ꯀꯧꯔꯛꯄꯒꯨꯝ ꯃꯈꯣꯏꯅ ꯈꯨꯠ ꯊꯥꯔꯛꯄ ꯎꯈꯤ꯫ ꯋꯥꯔꯤ ꯑꯁꯤꯗ ꯄꯔꯁꯣꯅꯤꯐꯤꯀꯦꯁꯟꯒꯤ ꯈꯨꯗꯝꯗꯤ ꯅꯨꯡꯁꯤꯠꯅ ꯍꯨꯔꯥꯟꯈꯤ ꯑꯃꯁꯨꯡ ꯎꯁꯤꯡꯕꯨ ꯁꯣꯛꯍꯟꯈꯤ, ꯃꯈꯣꯏꯕꯨ ꯃꯁꯥꯒꯤ ꯑꯄꯥꯝꯕꯗꯥ ꯅꯣꯛꯍꯟꯈꯤ꯫ ꯃꯁꯤꯅꯥ ꯃꯤꯑꯣꯏꯕꯒꯤ ꯃꯒꯨꯟ ꯑꯃꯁꯨꯡ ꯊꯕꯛꯁꯤꯡ ꯍꯣꯜ ꯑꯃꯁꯨꯡ ꯃꯈꯣꯏꯕꯨ ꯃꯁꯤꯒꯤ ꯑꯄꯥꯝꯕꯗꯥ ꯅꯣꯛꯅꯍꯟꯕ ꯑꯁꯤ ꯍꯤꯡꯗꯕ ꯄꯣꯠꯁꯛ ꯑꯃꯗ, ꯅꯨꯡꯁꯤꯠꯇ ꯌꯨꯝꯐꯝ ꯑꯣꯏ꯫ ꯄ꯭ꯔꯣꯒ꯭ꯔꯥꯃꯤꯡ ꯂꯦꯉ꯭ꯒꯨꯌꯦꯖꯗ ꯁꯤꯖꯤꯟꯅꯔꯤꯕ ꯔꯦꯒꯨꯂꯥꯔ ꯑꯦꯛꯁꯄꯔꯦꯁꯟ ꯑꯃꯁꯨꯡ ꯋꯥꯏꯜꯠꯀꯥꯔꯗ ꯑꯃꯒꯤ ꯃꯔꯛꯇꯥ ꯀꯔꯤ ꯈꯦꯠꯅꯕꯥ ꯂꯩꯕꯒꯦ? ꯔꯦꯒꯨꯂꯥꯔ ꯑꯦꯛꯁꯄꯔꯦꯁꯟ ꯍꯥꯏꯕꯁꯤ ꯀꯝꯄꯂꯦꯛꯁ ꯇꯦꯛꯁ ꯁꯥꯔꯆ ꯑꯃꯁꯨꯡ ꯃꯦꯅꯤꯄꯨꯂꯦꯁꯟ ꯑꯣꯄꯔꯦꯁꯟꯁꯤꯡ ꯄꯥꯡꯊꯣꯛꯅꯕꯒꯤꯗꯃꯛ ꯁꯥꯔꯆ ꯄꯦꯇꯔꯟ ꯑꯃꯥ ꯁꯦꯝꯅꯕ ꯁꯤꯖꯤꯟꯅꯕ ꯆꯦꯀꯔꯦꯇꯔꯁꯤꯡꯒꯤ ꯁꯤꯛꯕꯦꯟꯁ ꯑꯃꯅꯤ꯫ ꯃꯁꯤ ꯃꯍꯧꯁꯥꯅ ꯁ꯭ꯇꯔꯤꯡ ꯁꯥꯔꯆꯤꯡ ꯑꯦꯜꯒꯣꯔꯤꯊꯝꯁꯤꯡ, ꯏꯟꯄꯨꯠ ꯚꯦꯂꯤꯗꯦꯁꯟ, ꯄꯥꯔꯁꯤꯡ, ꯑꯃꯁꯨꯡ ꯅꯦꯝ ꯇꯦꯒ ꯇꯧꯕꯗ ꯁꯤꯖꯤꯟꯅꯩ꯫ ꯁꯥꯔꯆ ꯄꯦꯇꯔꯟ ꯑꯁꯤꯅ ꯑꯀꯛꯅꯕ ꯁꯤꯟꯇꯦꯛꯁ ꯑꯃꯥ ꯇꯨꯡ ꯏꯟꯗꯨꯅ ꯆꯠꯂꯤ ꯃꯗꯨꯅꯥ ꯄꯦꯇꯔꯟ ꯑꯗꯨꯅꯥ ꯀꯔꯤꯒꯥ ꯃꯥꯟꯅꯒꯗꯒꯦ ꯍꯥꯏꯕꯗꯨ ꯂꯦꯞꯊꯣꯛꯄꯗ ꯐ꯭ꯂꯦꯛꯁꯤꯕꯤꯂꯤꯇꯤ ꯑꯃꯁꯨꯡ ꯄ꯭ꯔꯤꯁꯤꯁꯟ ꯄꯤꯕ ꯉꯝꯍꯜꯂꯤ꯫ ꯑꯃꯔꯣꯝꯗ, ꯋꯥꯏꯜꯗꯀꯥꯔꯗ ꯍꯥꯏꯕꯁꯤ ꯁ꯭ꯇꯔꯤꯡ ꯑꯃꯗ ꯆꯦꯀꯔꯦꯇꯔ ꯑꯃꯥ ꯅꯠꯇꯔꯒ ꯑꯃꯗꯒꯤ ꯍꯦꯟꯕ ꯔꯤꯄꯔꯗꯛ ꯇꯧꯕꯗ ꯁꯤꯖꯤꯟꯅꯕ ꯑꯦꯁ꯭ꯇꯦꯔꯤꯁ ꯅꯠꯇꯔꯒ ꯀ꯭ꯕꯦꯁꯟ ꯃꯥꯔꯛꯒꯨꯝꯕ ꯆꯦꯀꯔꯦꯇꯔ ꯑꯃꯅꯤ꯫ ꯋꯥꯏꯜꯗꯀꯥꯔꯗꯁꯤꯡ ꯑꯁꯤ ꯐꯥꯏꯜ ꯁꯥꯔꯆ ꯑꯃꯁꯨꯡ ꯁꯤꯝꯄꯜ ꯇꯦꯛꯁ ꯁꯥꯔꯆ ꯌꯥꯎꯅ ꯃꯈꯜ ꯀꯌꯥꯒꯤ ꯀꯟꯇꯦꯛꯁꯁꯤꯡꯗ ꯁꯤꯖꯤꯟꯅꯕ ꯌꯥꯏ, ꯑꯗꯨꯕꯨ ꯔꯦꯒꯨꯂꯥꯔ ꯑꯦꯛꯁꯄꯔꯦꯁꯟꯁꯤꯡꯒ ꯆꯥꯡꯗꯝꯅꯕꯗ ꯃꯈꯣꯏꯒꯤ ꯀꯦꯄꯦꯕꯤꯂꯤꯇꯤ ꯑꯁꯤ ꯌꯥꯝꯅꯥ ꯅꯦꯝꯃꯤ꯫ ꯑꯅꯤꯁꯤꯒꯤ ꯃꯔꯛꯇ ꯂꯩꯔꯤꯕ ꯃꯔꯨꯑꯣꯏꯕ ꯈꯦꯠꯅꯕ ꯑꯁꯤ ꯑꯃꯅꯥ ꯍꯦꯟꯗꯜ ꯇꯧꯕ ꯉꯝꯕꯥ ꯀꯝꯄꯂꯦꯛꯁꯤꯇꯤꯒꯤ ꯊꯥꯛ ꯑꯗꯨꯗ ꯂꯩ꯫ ꯋꯥꯏꯜꯗꯀꯥꯔꯗꯁꯤꯡꯅ ꯕꯦꯁꯤꯛ ꯇꯦꯛꯁ ꯑꯃꯗ ꯁꯥꯔꯆ ꯑꯃꯁꯨꯡ ꯃꯍꯨꯠ ꯁꯤꯟꯕ ꯑꯣꯄꯔꯦꯁꯟꯁꯤꯡꯒꯤ ꯏꯆꯝ ꯆꯝꯕ ꯄꯥꯝꯕꯩ ꯑꯃꯥ ꯄꯤꯔꯕꯁꯨ, ꯔꯦꯒꯨꯂꯥꯔ ꯑꯦꯛꯁꯄꯔꯦꯁꯟꯁꯤꯡꯅ ꯁꯥꯔꯆ ꯄꯦꯇꯔꯟ ꯑꯃ ꯂꯦꯞꯊꯣꯛꯅꯕ ꯀꯝꯄꯂꯦꯛꯁ ꯁꯤꯟꯇꯦꯛꯁ ꯑꯃꯥ ꯄꯤꯗꯨꯅ ꯍꯦꯟꯅ ꯇꯝꯊꯤꯕꯥ ꯁ꯭ꯇꯔꯤꯡ ꯃꯦꯅꯤꯄꯨꯂꯦꯁꯟ ꯇꯧꯕ ꯌꯥꯍꯜꯂꯤ꯫ ꯑꯇꯣꯞꯄ ꯋꯥꯍꯟꯊꯣꯛ ꯑꯃꯗ ꯍꯥꯏꯔꯕꯗ, ꯔꯦꯒꯨꯂꯥꯔ ꯑꯦꯛꯁꯄꯔꯦꯁꯟꯁꯤꯡꯗ ꯃꯈꯣꯏꯒꯤ ꯁꯤꯟꯇꯦꯛꯁꯇ ꯋꯥꯏꯜꯠꯀꯥꯔꯗ ꯆꯦꯀꯔꯦꯇꯔꯁꯤꯡ ꯌꯥꯎꯏ, ꯃꯁꯤꯒ ꯂꯣꯏꯅꯅꯥ ꯍꯦꯟꯅ ꯑꯀꯨꯞꯄ ꯄꯦꯇꯔꯟ ꯃꯦꯆꯤꯡ ꯔꯨꯜꯁꯤꯡ ꯄꯤꯕ ꯌꯥꯕ ꯑꯇꯣꯞꯄ ꯆꯦꯀꯔꯦꯇꯔꯁꯤꯡ ꯌꯥꯎꯏ꯫ ꯌꯥꯝꯗ꯭ꯔꯕꯗ ꯁꯥꯍꯤꯇ꯭ꯌꯥꯒꯤ ꯈꯨꯠꯂꯥꯏ ꯑꯅꯤ ꯁꯤꯖꯤꯟꯅꯗꯨꯅ ꯃꯍꯧꯁꯥꯒꯤ ꯃꯔꯝꯗ ꯁꯩꯔꯦꯡ ꯑꯃꯥ ꯁꯦꯝꯃꯨ꯫ ꯄ꯭ꯔ꯭ꯏꯊꯤꯕꯤ ꯑꯁꯤꯗ ꯋꯥꯈꯜ ꯋꯥꯕ ꯑꯃꯒ ꯂꯣꯏꯅꯅꯥ ꯁ꯭ꯋꯔ ꯍꯣꯜꯂꯤ ꯃꯁꯥ ꯃꯊꯟꯇꯥ ꯊꯋꯥꯏ ꯌꯥꯎꯕ ꯅꯨꯡꯁꯤꯠ ꯑꯃꯅꯥ, ꯂꯝꯂꯛꯀꯤ ꯁꯥ-ꯎꯆꯦꯛꯁꯤꯡꯅ ꯍꯨꯔꯥꯟꯕ ꯁꯤꯝꯐꯅꯤ ꯑꯃꯗꯥ ꯅꯥꯟꯊꯣꯛꯏ, ꯃꯍꯧꯁꯥꯒꯤ ꯀꯣꯔꯁ ꯑꯃꯥ, ꯂꯝꯂꯛꯀꯤ ꯑꯃꯁꯨꯡ ꯍꯨꯔꯥꯟꯕꯥ꯫ ꯑꯉꯧꯕ ꯂꯝꯗꯝꯁꯤꯡꯗ ꯆꯦꯜꯂꯤꯕ ꯅꯤꯜꯒꯤ ꯇꯨꯔꯦꯜꯁꯤꯡ, ꯑꯁꯨꯛ ꯌꯥꯝꯅꯥ ꯅꯨꯡꯉꯥꯏꯕ ꯃꯤꯠꯌꯦꯡ ꯑꯃꯥ, ꯃꯁꯛ ꯅꯥꯏꯕ ꯃꯑꯣꯡ ꯑꯃꯥ; ꯂꯝ ꯑꯁꯤꯕꯨ ꯄꯦꯟꯇꯤꯡ ꯇꯧꯔꯤꯕ ꯑꯇꯤꯌꯥꯒꯤ ꯋꯥꯇꯔꯀꯂꯔ ꯁ꯭ꯇꯔꯣꯛꯁꯤꯡ ꯃꯍꯧꯁꯥꯒꯤ ꯈꯨꯠꯅ ꯑꯣꯔꯀꯦꯁ꯭ꯠ ꯇꯧꯕꯥ ꯃꯥꯁ꯭ꯇꯔꯄꯤꯁ ꯑꯃꯅꯤ꯫ ꯇꯨꯔꯦꯜꯁꯤꯡꯅ ꯑꯇꯤꯌꯥꯕꯨ ꯆꯦꯟꯊꯔꯛꯏ, ꯋꯥꯡꯅ ꯂꯦꯞꯂꯤ ꯑꯃꯁꯨꯡ ꯆꯥꯎꯊꯣꯛꯆꯩ, ꯃꯈꯣꯏꯒꯤ ꯅꯣꯡꯖꯨ-ꯅꯨꯡꯁꯥ ꯈꯥꯏꯗꯣꯛꯄ ꯁꯔꯨꯛꯁꯤꯡ ꯑꯗꯨ ꯅꯣꯡꯖꯨ-ꯅꯨꯡꯁꯥꯅ ꯊꯜꯂꯕ ꯁꯔꯨꯛꯁꯤꯡ꯫ ꯅꯨꯃꯤꯠ ꯆꯨꯞꯄ ꯑꯃꯥ ꯂꯦꯞꯂꯤꯕ ꯅꯨꯃꯤꯠꯀꯤ ꯃꯉꯥꯜꯅ ꯂꯝꯗꯝ ꯑꯁꯤꯕꯨ ꯆꯨꯝꯃꯤ, ꯅꯨꯃꯤꯠ ꯑꯗꯨ ꯅꯨꯃꯤꯗꯥꯡꯗ ꯑꯣꯟꯊꯣꯛꯂꯒ ꯂꯝ ꯑꯗꯨ ꯂꯦꯡꯗꯅꯥ ꯂꯩꯔꯛꯄꯒ ꯂꯣꯏꯅꯅꯥ꯫ ꯃꯍꯧꯁꯥꯒꯤ ꯐꯖꯕꯥ ꯑꯁꯤꯅ ꯑꯩꯈꯣꯏꯕꯨ ꯀꯨꯞꯁꯤꯜꯂꯤ, ꯐ꯭ꯔꯤ ꯑꯃꯁꯨꯡ ꯋꯥꯏꯜꯗ ꯅꯨꯡꯁꯤꯕꯥ ꯌꯥꯕꯥ ꯈꯨꯗꯣꯜ ꯑꯃꯥ, ꯄ꯭ꯔ꯭ꯏꯊꯤꯕꯤꯗꯒꯤ ꯃꯍꯥꯛꯀꯤ ꯃꯆꯥ ꯐꯥꯏꯕ꯫ ꯇꯝꯊꯤꯔꯕ ꯃꯥꯂꯦꯝ ꯑꯃꯗ ꯁꯥꯟꯇꯤꯒꯤ ꯃꯤꯀꯨꯞ ꯑꯃꯥ, ꯃꯍꯧꯁꯥꯒꯤ ꯅꯨꯡꯁꯤꯕꯥ, ꯉꯝꯈꯩ ꯂꯩꯇꯕꯥ, ꯂꯣꯝꯕꯥ ꯅꯥꯏꯗꯕ ꯚꯛꯇꯤ ꯑꯃꯥ꯫